ꯀꯣꯄꯤꯔꯥꯏꯠꯀꯤ ꯑꯥꯏꯅꯁꯤꯡ ꯉꯥꯛꯅ ꯆꯠꯄꯥ ꯑꯁꯤ ꯀꯔꯤꯒꯤꯗꯃꯛꯇꯥ ꯃꯔꯨꯑꯣꯏꯕꯅꯣ ꯍꯥꯏꯕꯗꯨ ꯁꯟꯗꯣꯛꯅꯥ ꯇꯥꯛꯄꯤꯌꯨ꯫ ꯀꯣꯄꯤꯔꯥꯏꯠ ꯂꯣꯁꯤꯡ ꯑꯁꯤ ꯃꯔꯨꯑꯣꯏ ꯃꯔꯝꯗꯤ ꯃꯈꯣꯏꯅꯥ ꯂꯤꯇꯔꯦꯔꯤ, ꯃ꯭ꯌꯨꯖꯤꯀꯦꯜ, ꯑꯥꯔꯇꯤꯁ꯭ꯇꯤꯛ, ꯑꯃꯁꯨꯡ ꯑꯇꯩ ꯃꯈꯜꯒꯤ ꯏꯟꯇꯦꯂꯦꯛꯆꯨꯑꯦꯜ ꯄ꯭ꯔꯣꯄꯔꯇꯤ ꯌꯥꯎꯅ ꯑꯔꯤꯕ ꯋꯥꯔꯛꯁꯤꯡꯒꯤ ꯀ꯭ꯔꯤꯌꯦꯇꯔꯁꯤꯡ ꯑꯃꯁꯨꯡ ꯃꯄꯨꯁꯤꯡꯒꯤ ꯍꯛꯁꯤꯡ ꯉꯥꯛꯊꯣꯛꯏ꯫ ꯑꯥꯏꯅꯁꯤꯡ ꯑꯁꯤꯅ ꯀ꯭ꯔꯤꯌꯦꯇꯔꯁꯤꯡꯗ ꯃꯈꯣꯏꯒꯤ ꯊꯕꯛꯁꯤꯡ ꯁꯤꯖꯤꯟꯅꯕꯥ, ꯌꯦꯟꯊꯣꯛꯄꯥ ꯑꯃꯁꯨꯡ ꯀꯥꯟꯅꯕꯥ ꯐꯪꯅꯕꯒꯤ ꯑꯈꯟꯅꯕꯥ ꯍꯛꯁꯤꯡ ꯄꯤꯕꯇꯥ ꯅꯠꯇꯅꯥ ꯃꯈꯣꯏꯒꯤ ꯊꯕꯛꯁꯤꯡ ꯑꯁꯤ ꯀꯔꯝꯅꯥ ꯁꯤꯖꯤꯟꯅꯕꯒꯦ ꯍꯥꯏꯕꯗꯨ ꯀꯟꯇꯔꯣꯜ ꯇꯧꯕꯒꯤ ꯈꯨꯗꯣꯡꯆꯥꯕ ꯄꯤꯔꯤ꯫ ꯀꯣꯄꯤꯔꯥꯏꯠꯀꯤ ꯑꯥꯏꯅꯁꯤꯡ ꯉꯥꯛꯅꯥ ꯆꯠꯄꯥ ꯉꯝꯗꯕꯅꯥ ꯁꯦꯜꯒꯤ ꯆꯩꯔꯥꯛ ꯑꯃꯁꯨꯡ ꯑꯃꯥꯡ-ꯑꯇꯥꯁꯤꯡ ꯌꯥꯎꯅ ꯑꯥꯏꯒꯤ ꯑꯣꯏꯕꯥ ꯐꯥꯏꯜꯁꯤꯡ ꯊꯣꯛꯍꯟꯕꯥ ꯌꯥꯏ꯫ ꯀꯦꯁ ꯈꯔꯗꯗꯤ, ꯀꯣꯄꯤꯔꯥꯏꯇꯀꯤ ꯑꯥꯏꯅꯁꯤꯡ ꯊꯨꯒꯥꯏꯕꯅꯥ ꯀ꯭ꯔꯤꯃꯤꯅꯦꯜ ꯆꯥꯔꯖꯁꯤꯡ ꯐꯥꯎꯕ ꯌꯥꯎꯕ ꯌꯥꯏ, ꯃꯗꯨꯗꯤ ꯀꯅꯥꯒꯨꯝꯕ ꯃꯤꯑꯣꯏ ꯑꯃꯅ ꯀꯣꯄꯤꯔꯥꯏꯠ ꯇꯧꯔꯕ ꯃꯆꯥꯛꯁꯤꯡ ꯑꯗꯨ ꯑꯥꯏꯟꯅ ꯌꯥꯗꯕ ꯃꯑꯣꯡꯗ ꯁꯦꯜ ꯊꯥꯗꯕꯒꯤꯗꯃꯛ ꯌꯦꯟꯊꯣꯛꯄꯥ ꯃꯇꯝꯗ꯫ ꯀꯣꯄꯤꯔꯥꯏꯠ ꯂꯣꯁꯤꯡꯅ ꯀ꯭ꯔꯤꯌꯦꯇꯤꯕꯤꯇꯤ, ꯏꯅꯣꯕꯦꯁꯟ, ꯑꯃꯁꯨꯡ ꯑꯅꯧꯕ ꯋꯥꯔꯛꯁꯤꯡ ꯁꯦꯝꯒꯠꯄꯗꯁꯨ ꯄꯨꯛꯅꯤꯡ ꯊꯧꯒꯠꯂꯤ, ꯃꯁꯤꯅ ꯀ꯭ꯔꯤꯌꯦꯇꯔꯁꯤꯡꯅ ꯃꯈꯣꯏꯅ ꯍꯣꯠꯅꯔꯤꯕꯁꯤꯡ ꯑꯗꯨꯒꯤ ꯃꯇꯥꯡꯗ ꯃꯇꯤꯛ ꯆꯥꯅ ꯀꯝꯄꯦꯟꯁꯟ ꯄꯤꯕ ꯉꯝꯍꯜꯂꯤ꯫ ꯀꯔꯤꯒꯨꯝꯕꯥ ꯃꯤꯌꯥꯝꯅ ꯑꯌꯥꯝꯕ ꯌꯥꯎꯗꯅ ꯑꯇꯣꯞꯄꯒꯤ ꯊꯕꯛꯁꯤꯡ ꯅꯤꯡꯊꯤꯅ ꯀꯣꯄꯤ ꯇꯧꯕ ꯑꯃꯁꯨꯡ ꯌꯦꯟꯊꯣꯛꯄ ꯉꯝꯂꯕꯗꯤ ꯃꯤꯌꯥꯝꯅ ꯃꯈꯣꯏꯒꯤ ꯃꯇꯝ ꯑꯃꯁꯨꯡ ꯔꯤꯁꯣꯔꯁꯁꯤꯡ ꯑꯅꯧꯕ ꯋꯥꯔꯤꯁꯤꯡ ꯁꯦꯝꯒꯠꯄꯗꯥ ꯊꯥꯗꯅꯕꯥ ꯏꯟꯁꯦꯟꯇꯤꯕ ꯌꯥꯝꯅ ꯂꯩꯔꯝꯂꯣꯏ꯫ ꯃꯁꯤꯅ ꯑꯔꯣꯏꯕꯗꯥ ꯈꯨꯟꯅꯥꯏꯒꯤ ꯑꯄꯨꯟꯕꯥ ꯀ꯭ꯔꯤꯌꯦꯇꯤꯕ ꯑꯥꯎꯠꯄꯨꯠꯇ ꯑꯀꯥꯏꯕ ꯄꯤꯒꯅꯤ ꯑꯃꯁꯨꯡ ꯑꯅꯧꯕ ꯑꯃꯁꯨꯡ ꯑꯅꯧꯕ ꯊꯕꯛꯁꯤꯡ ꯐꯪꯍꯟꯕ ꯍꯟꯊꯍꯟꯒꯅꯤ꯫ ꯂꯣꯏꯁꯤꯜꯂꯛꯄꯗ, ꯀꯣꯄꯤꯔꯥꯏꯠꯀꯤ ꯑꯥꯏꯟꯁꯤꯡ ꯑꯁꯤ ꯃꯔꯨꯑꯣꯏ ꯃꯔꯝꯗꯤ ꯃꯈꯣꯏꯅ ꯀ꯭ꯔꯤꯌꯦꯇꯔꯁꯤꯡꯒꯤ ꯍꯛꯁꯤꯡ ꯉꯥꯛꯊꯣꯛꯏ, ꯀ꯭ꯔꯤꯌꯦꯇꯤꯕꯤꯇꯤ ꯑꯃꯁꯨꯡ ꯏꯅꯣꯕꯦꯁꯟꯕꯨ ꯄꯨꯛꯅꯤꯡ ꯊꯧꯒꯠꯂꯤ, ꯑꯃꯁꯨꯡ ꯏꯟꯇꯦꯂꯦꯛꯆꯨꯑꯦꯜ ꯄ꯭ꯔꯣꯄꯔꯇꯤ ꯁꯦꯝꯕꯥ ꯑꯃꯁꯨꯡ ꯌꯦꯟꯊꯣꯛꯄꯗ ꯑꯆꯨꯝꯕ ꯑꯃꯁꯨꯡ ꯇꯨꯡ ꯀꯣꯏꯅ ꯆꯠꯀꯗꯕꯥ ꯁꯤꯁ꯭ꯇꯦꯝ ꯑꯃ ꯊꯝꯕꯗꯥ ꯃꯇꯦꯡ ꯄꯥꯡꯏ꯫ ꯑꯥꯏꯟꯒꯤ ꯑꯣꯏꯕ ꯐꯦꯜꯁꯤꯡ ꯂꯥꯛꯁꯤꯟꯅꯕꯥ ꯑꯃꯁꯨꯡ ꯑꯅꯧꯕ ꯑꯃꯁꯨꯡ ꯑꯔꯤꯕ ꯋꯥꯔꯤꯁꯤꯡ ꯃꯈꯥ ꯇꯥꯅ ꯁꯦꯝꯒꯠꯄꯗꯥ ꯃꯇꯦꯡ ꯄꯥꯡꯅꯕꯥ ꯑꯥꯏꯟꯁꯤꯡ ꯑꯁꯤ ꯉꯥꯛꯅ ꯆꯠꯄꯥ ꯑꯁꯤ ꯌꯥꯝꯅ ꯃꯔꯨꯑꯣꯏ꯫ ꯃꯥꯔꯀꯦꯇꯤꯡꯗꯥ ꯂꯣ ꯑꯣꯐ ꯁꯦꯚꯦꯟ ꯑꯗꯨ ꯁꯟꯗꯣꯛꯅ ꯇꯥꯛꯄꯤꯌꯨ꯫ ꯃꯥꯔꯀꯦꯇꯤꯡꯗꯥ ꯂꯣ ꯑꯣꯐ ꯁꯦꯚꯦꯟ ꯑꯁꯤ ꯀꯟꯖꯨꯃꯔ ꯑꯃꯅ ꯑꯦꯛꯁꯟ ꯂꯧꯈꯠꯄꯥ ꯑꯃꯁꯨꯡ ꯄꯔꯆꯦꯖ ꯇꯧꯗ꯭ꯔꯤꯉꯩꯒꯤ ꯃꯃꯥꯡꯗ ꯕ꯭ꯔꯥꯟꯗ ꯑꯃꯒ ꯆꯥꯡꯆꯠꯇꯥ ꯏꯟꯇꯔꯦꯛꯁꯟ ꯇꯔ‌ꯦꯠ ꯂꯧꯏ ꯍꯥꯏꯅꯥ ꯂꯧꯔꯤꯕꯥ ꯄ꯭ꯔꯤꯟꯁꯤꯄꯜ ꯑꯃꯅꯤ꯫ ꯍꯥꯏꯔꯤꯕꯥ ꯏꯟꯇꯔꯦꯛꯁꯟ ꯇꯔ‌ꯦꯠ ꯑꯁꯤꯒꯤ ꯃꯅꯨꯡꯗꯥ ꯕ꯭ꯔꯥꯟꯗ ꯑꯃꯁꯨꯡ ꯀꯟꯖꯨꯃꯔꯒꯤ ꯃꯔꯛꯇꯥ ꯀꯝꯃꯌꯨꯅꯤꯀꯦꯁꯟ ꯅꯠꯇꯔꯒ ꯇꯁꯠꯄꯣꯏꯟꯇ ꯃꯈꯜ ꯑꯃꯍꯦꯛꯇ, ꯍꯥꯏꯕꯗꯤ ꯑꯦꯗꯚꯥꯔꯇꯥꯏꯖꯃꯦꯟꯇ, ꯄ꯭ꯔꯗꯛꯇ ꯄ꯭ꯂꯦꯁꯃꯦꯟꯇ, ꯁꯣꯁꯤꯑꯦꯜ ꯃꯤꯗꯤꯌꯥ ꯏꯟꯇꯔꯦꯛꯁꯟ ꯅꯠꯇꯔꯒ ꯀꯁ꯭ꯇꯃꯔ ꯁꯔꯚꯤꯁ ꯑꯦꯛꯁꯄꯤꯔꯤꯑꯦꯟꯁ ꯑꯁꯤ ꯌꯥꯎꯕ ꯌꯥꯏ꯫ ꯄ꯭ꯔꯤꯟꯁꯤꯄꯜ ꯑꯁꯤꯒꯤ ꯃꯇꯨꯡꯗꯥ ꯂꯩꯔꯤꯕ ꯋꯥꯈꯜꯂꯣꯟ ꯑꯁꯤꯒꯤ ꯏꯟꯇꯔꯦꯛꯁꯟ ꯈꯨꯗꯤꯡꯃꯛꯅꯥ ꯀꯟꯖꯨꯃꯔ ꯑꯃꯁꯨꯡ ꯕ꯭ꯔꯥꯟꯗꯒꯤ ꯃꯔꯛꯇꯥ ꯐꯦꯃꯤꯂꯤꯌꯔꯤꯇꯤ ꯑꯃꯁꯨꯡ ꯊꯥꯖꯕ ꯁꯦꯝꯒꯠꯄꯗꯥ ꯃꯇꯦꯡ ꯄꯥꯡꯏ, ꯃꯁꯤꯅ ꯀꯟꯖꯨꯃꯔ ꯑꯗꯨꯅ ꯄꯣꯠ ꯂꯩꯕ ꯌꯥꯕꯒꯤ ꯆꯥꯡ ꯍꯦꯟꯅꯥ ꯋꯥꯡꯍꯜꯂꯤ꯫ ꯃꯁꯤꯒꯤ ꯃꯍꯩ ꯑꯣꯏꯅꯥ, ꯃꯥꯔꯀꯦꯇꯔꯁꯤꯡꯅꯥ ꯑꯌꯥꯝꯕꯅ ꯃꯈꯣꯏꯒꯤ ꯀꯦꯝꯄꯦꯅꯤꯁꯤꯡꯗꯥ ꯏꯟꯇꯤꯒ꯭ꯔꯦꯇꯦꯠ ꯑꯦꯄꯔꯣꯆ ꯑꯃ ꯁꯤꯖꯤꯟꯅꯩ, ꯃꯁꯤꯗꯥ ꯇꯣꯉꯥꯟ ꯇꯣꯉꯥꯟꯕ ꯆꯦꯅꯦꯜꯁꯤꯡꯒꯤ ꯃꯔꯛꯇ ꯃꯁꯤꯡ ꯌꯥꯝꯂꯕ ꯇꯁꯠꯄꯣꯏꯟꯇꯁꯤꯡ ꯌꯥꯎꯏ, ꯃꯁꯤꯅ ꯑꯦꯛꯁꯄꯣꯖꯔ ꯃꯦꯛꯁꯤꯃꯝ ꯑꯣꯏꯍꯟꯅꯕꯥ ꯑꯃꯁꯨꯡ ꯌꯣꯟꯕꯥ ꯌꯥꯕꯒꯤ ꯑꯣꯏꯊꯣꯛꯄ ꯍꯦꯒꯠꯍꯜꯂꯤ꯫ ꯃꯁꯤ ꯌꯥꯝꯅꯥ ꯃꯔꯨꯑꯣꯏꯅꯥ ꯈꯪꯖꯤꯟꯕꯥ ꯌꯥꯏ ꯃꯗꯨꯗꯤ ꯂꯣ ꯑꯣꯐ ꯁꯦꯚꯦꯟ ꯑꯁꯤ ꯑꯀꯛꯅꯕꯥ ꯑꯃꯁꯨꯡ ꯌꯥꯝꯅ ꯊꯨꯅꯥ ꯆꯠꯅꯔꯤꯕ ꯅꯤꯌꯝ ꯑꯃꯅꯤ ꯑꯃꯁꯨꯡ ꯀꯟꯖꯨꯃꯔ ꯑꯃꯕꯨ ꯑꯣꯟꯊꯣꯛꯅꯕꯥ ꯃꯊꯧ ꯇꯥꯕ ꯏꯟꯇꯔꯦꯛꯁꯤꯡꯒꯤ ꯑꯆꯨꯝꯕꯥ ꯃꯁꯤꯡ ꯑꯁꯤ ꯄꯣꯠꯊꯣꯛ ꯃꯈꯜ, ꯇꯥꯔꯒꯦꯠ ꯑꯣꯗꯤꯁꯟ, ꯑꯃꯁꯨꯡ ꯃꯥꯔꯀꯦꯇꯤꯡ ꯀꯦꯝꯄꯦꯅꯤ ꯏꯐꯦꯛꯇꯤꯕꯅꯦꯁꯒꯨꯝꯕꯥ ꯐꯦꯛꯇꯔꯁꯤꯡꯒꯤ ꯃꯇꯨꯡ ꯏꯟꯅꯥ ꯈꯦꯠꯅꯕꯥ ꯌꯥꯏ꯫